ꯑꯆꯨꯝꯕ ꯄꯪꯆ꯭ꯌꯨꯑꯦꯜ ꯑꯃꯁꯨꯡ ꯒ꯭ꯔꯥꯃꯥꯔ ꯔꯨꯜꯁꯤꯡꯒꯤ ꯂꯤꯁꯠ ꯑꯃ ꯁꯦꯝꯃꯨ꯫ ꯗꯤꯀ꯭ꯂꯥꯔꯦꯇꯤꯚ ꯁꯦꯟꯇꯦꯟꯁ ꯑꯃꯁꯨꯡ ꯑꯦꯕ꯭ꯔꯤꯕꯤꯌꯦꯁꯟꯁꯤꯡ ꯂꯣꯏꯁꯤꯟꯅꯕ ꯄꯤꯔꯤꯌꯦꯗꯁꯤꯡ ꯁꯤꯖꯤꯟꯅꯕꯤꯌꯨ꯫ ꯂꯤꯁꯠ ꯑꯃꯗ ꯑꯥꯏꯇꯦꯝꯁꯤꯡ ꯇꯣꯉꯥꯟꯅ ꯊꯝꯅꯕ, ꯀꯣꯠꯁꯤꯡ ꯏꯟꯇ꯭ꯔꯣꯗ꯭ꯌꯨꯁ ꯇꯧꯅꯕ, ꯗꯤꯄꯦꯟꯗꯦꯟꯇ ꯑꯃꯁꯨꯡ ꯃꯅꯤꯡꯇꯝꯕ ꯀ꯭ꯂꯣꯖꯁꯤꯡ ꯇꯣꯉꯥꯟꯅ ꯊꯝꯅꯕ ꯑꯃꯁꯨꯡ ꯏꯟꯇ꯭ꯔꯣꯗ꯭ꯌꯨꯁꯤꯡ ꯋꯥꯍꯩ ꯄꯔꯦꯡꯁꯤꯡ ꯁꯦꯠ ꯇꯧꯅꯕ ꯀꯣꯃꯥ ꯁꯤꯖꯤꯟꯅꯧ꯫ ꯌꯥꯝꯅ ꯅꯛꯅ ꯃꯔꯤ ꯂꯩꯅꯕ ꯃꯅꯤꯡꯇꯝꯕ ꯀ꯭ꯂꯣꯖꯁꯤꯡ ꯇꯣꯉꯥꯟꯅ ꯊꯝꯅꯕ ꯁꯦꯃꯤꯀꯣꯂꯟ ꯁꯤꯖꯤꯟꯅꯧ ꯑꯃꯁꯨꯡ ꯍꯥꯟꯅꯅ ꯀꯣꯃꯥ ꯌꯥꯎꯕ ꯂꯤꯁꯠ ꯑꯃꯗ ꯑꯥꯏꯇꯦꯝꯁꯤꯡ ꯇꯣꯉꯥꯟꯅ ꯁꯤꯖꯤꯟꯅꯧ꯫ ꯂꯤꯁꯠ ꯑꯃ, ꯀꯣꯇꯦꯁꯟ ꯑꯃ ꯅꯠꯇ꯭ꯔꯒ ꯑꯦꯛꯁꯄ꯭ꯂꯦꯟ ꯑꯃ ꯏꯟꯇ꯭ꯔꯣꯗ꯭ꯌꯨꯁ ꯇꯧꯅꯕ ꯀꯣꯂꯣꯟ ꯁꯤꯖꯤꯟꯅꯧ꯫ ꯄꯣꯁꯦꯁꯟ ꯎꯠꯅꯕ ꯑꯃꯁꯨꯡ ꯀꯟꯇ꯭ꯔꯦꯛꯇꯁꯤꯡ ꯁꯦꯝꯅꯕ ꯑꯦꯄꯣꯁꯇ꯭ꯔꯣꯐꯤꯁꯤꯡ ꯁꯤꯖꯤꯟꯅꯧ꯫ ꯍꯛꯊꯦꯡꯅꯅ ꯋꯥ ꯉꯥꯡꯕ, ꯑꯄꯤꯛꯄ ꯋꯥꯔꯤꯁꯤꯡꯒꯤ ꯇꯥꯏꯇꯜꯁꯤꯡ, ꯑꯃꯁꯨꯡ ꯑꯆꯝꯕ ꯅꯠꯇ꯭ꯔꯒ ꯑꯔꯣꯏꯕ ꯃꯑꯣꯡꯗ ꯁꯤꯖꯤꯟꯅꯔꯤꯕ ꯋꯥꯍꯩ ꯄꯔꯦꯡꯁꯤꯡ ꯌꯥꯎꯍꯟꯅꯕ ꯀꯣꯇꯦꯁꯟ ꯃꯥꯔꯛꯁꯤꯡ ꯁꯤꯖꯤꯟꯅꯧ꯫ ꯑꯀꯟꯕ ꯏꯃꯣꯁꯟ ꯅꯠꯇ꯭ꯔꯒ ꯑꯀꯟꯕ ꯋꯥꯐꯝ ꯐꯣꯡꯗꯣꯛꯅꯕꯒꯤꯗꯃꯛ ꯑꯦꯛꯁꯀ꯭ꯂꯦꯃꯦꯁꯟ ꯄꯣꯏꯟꯇꯁꯤꯡ ꯁꯤꯖꯤꯟꯅꯧ꯫ ꯏꯟꯇꯔꯔꯣꯒꯦꯇꯤꯚ ꯁꯦꯟꯇꯦꯟꯁꯁꯤꯡ ꯂꯣꯏꯁꯤꯟꯅꯕ ꯋꯥꯍꯪ ꯃꯥꯔꯛ ꯁꯤꯖꯤꯟꯅꯧ꯫ ꯁꯦꯟꯇꯦꯟꯁ ꯄꯨꯝꯅꯃꯛ ꯀꯦꯄꯤꯇꯦꯜ ꯂꯦꯇꯔ ꯑꯃꯅ ꯍꯧꯗꯣꯛꯎ, ꯑꯃꯁꯨꯡ ꯄ꯭ꯔꯣꯄꯔ ꯅꯥꯎꯟ ꯑꯃꯁꯨꯡ ꯀꯣꯇꯦꯁꯟ ꯑꯃꯒꯤ ꯑꯍꯥꯟꯕ ꯋꯥꯍꯩ ꯑꯗꯨ ꯀꯦꯄꯤꯇꯦꯂꯥꯏꯖ ꯇꯧ꯫ ꯁꯕꯖꯦꯛꯇ ꯑꯃꯁꯨꯡ ꯚꯔꯕ ꯃꯁꯤꯡ ꯌꯥꯝꯅ ꯌꯥꯅꯕ ꯑꯣꯏꯒꯗꯕꯅꯤ꯫ ꯄ꯭ꯔꯣꯅꯥꯎꯟꯁꯤꯡꯅ ꯃꯈꯣꯏꯅ ꯃꯍꯨꯠ ꯁꯤꯜꯂꯤꯕ ꯅꯥꯎꯟꯁꯤꯡꯒ ꯃꯁꯤꯡ ꯌꯥꯝꯅ ꯌꯥꯅꯕ ꯑꯣꯏꯒꯗꯕꯅꯤ꯫ ꯑꯦꯖꯦꯛꯇꯤꯚꯅ ꯅꯥꯎꯟ ꯑꯃꯁꯨꯡ ꯄ꯭ꯔꯣꯅꯥꯎꯟꯕꯨ ꯃꯣꯗꯤꯐꯥꯏ ꯇꯧꯏ ꯑꯗꯨꯒ ꯑꯦꯗꯚꯔꯕꯅ ꯚꯔꯕ, ꯑꯦꯖꯦꯛꯇꯤꯚ ꯑꯃꯁꯨꯡ ꯑꯇꯩ ꯑꯦꯗꯚꯔꯕꯜꯁꯤꯡ ꯃꯣꯗꯤꯐꯥꯏ ꯇꯧꯏ꯫ ꯁꯦꯟꯇꯦꯟꯁ ꯑꯃꯗ ꯃꯣꯗꯤꯐꯥꯏꯌꯔꯁꯤꯡꯅ ꯃꯈꯣꯏꯅ ꯃꯣꯗꯤꯐꯥꯏ ꯇꯧꯔꯤꯕ ꯋꯥꯍꯩꯁꯤꯡꯒ ꯌꯥꯔꯤꯕꯃꯈꯩ ꯅꯛꯅ ꯊꯝꯒꯗꯕꯅꯤ꯫ ꯃꯅꯤꯡꯇꯝꯕ ꯀ꯭ꯂꯣꯖꯁꯤꯡ ꯑꯁꯤ ꯁꯦꯃꯤꯀꯣꯂꯟ ꯅꯠꯇ꯭ꯔꯒ ꯀꯣꯑꯣꯔꯗꯤꯅꯦꯇꯤꯡ ꯀꯟꯖꯪꯁꯟ ꯑꯃꯅ ꯇꯣꯉꯥꯟꯅ ꯊꯝꯒꯗꯕꯅꯤ ꯑꯗꯨꯒ ꯗꯤꯄꯦꯟꯗꯦꯟꯇ ꯀ꯭ꯂꯣꯖꯁꯤꯡꯗꯤ ꯁꯕꯑꯣꯔꯗꯤꯅꯦꯇꯤꯡ ꯀꯟꯖꯪꯁꯟ ꯅꯠꯇ꯭ꯔꯒ ꯔꯤꯂꯦꯇꯤꯚ ꯄ꯭ꯔꯣꯅꯥꯎꯟ ꯑꯃꯅ ꯇꯣꯉꯥꯟꯅ ꯊꯝꯒꯗꯕꯅꯤ꯫ ꯁꯦꯟꯇꯦꯟꯁ ꯀ꯭ꯂꯦꯔꯤꯇꯤ ꯑꯃꯁꯨꯡ ꯀꯟꯁꯤꯁꯇꯦꯟꯁꯤ ꯍꯦꯟꯒꯠꯍꯟꯅꯕ ꯃꯥꯟꯅꯕ ꯋꯥꯈꯜꯂꯣꯟꯁꯤꯡ ꯐꯣꯡꯗꯣꯛꯄ ꯃꯇꯝꯗ ꯄꯦꯔꯦꯂꯦꯜ ꯁꯇ꯭ꯔꯛꯆꯔ ꯁꯤꯖꯤꯟꯅꯒꯗꯕꯅꯤ꯫ ꯁꯦꯟꯇꯦꯟꯁ ꯐ꯭ꯔꯦꯛꯃꯦꯟꯇ ꯅꯠꯇ꯭ꯔꯒ ꯔꯟ-ꯑꯣꯟ ꯁꯦꯟꯇꯦꯟꯁ ꯁꯤꯖꯤꯟꯅꯕꯗꯒꯤ ꯂꯥꯞꯅ ꯂꯩꯌꯨ꯫ ꯄꯤꯔꯤꯕ ꯄꯣꯠꯁꯛꯁꯤꯡ ꯑꯁꯤ ꯁꯤꯖꯤꯟꯅꯗꯨꯅ ꯀ꯭ꯔꯤꯌꯦꯇꯤꯐ ꯑꯣꯏꯕ ꯋꯥꯈꯜꯂꯣꯟ ꯑꯃ ꯄꯨꯊꯣꯛꯄꯤꯌꯨ꯫ ꯄꯣꯠꯂꯝꯁꯤꯡ: ꯄꯦꯟꯁꯤꯜ, ꯄꯦꯄꯔꯀ꯭ꯂꯤꯞ, ꯇꯦꯞ꯫ ꯃꯈꯥꯗ ꯄꯤꯔꯤꯕ ꯄꯣꯠꯂꯝꯁꯤꯡ ꯑꯁꯤꯒ ꯂꯣꯏꯅꯅ ꯏꯟꯇꯔꯦꯛꯇꯤꯚ ꯑꯃꯁꯨꯡ ꯐꯦꯟꯁꯤ ꯑꯣꯏꯕ ꯁ꯭ꯇꯦꯁꯅꯦꯔꯤ ꯍꯣꯜꯗꯔ ꯑꯃ ꯁꯦꯝꯕ ꯌꯥꯏ꯫ ꯄꯦꯟꯁꯤꯜ ꯃꯁꯤꯡ ꯀꯌꯥ ꯁꯦꯝꯖꯤꯜꯂꯨ, ꯂꯦꯡ-ꯑꯣꯠꯄꯗ ꯂꯦꯡꯗꯅ ꯂꯩꯌꯨ ꯑꯃꯁꯨꯡ ꯃꯈꯣꯏꯗꯨ ꯃꯊꯪ-ꯃꯅꯥꯎ ꯅꯥꯏꯅ ꯃꯈꯣꯏꯒꯤ ꯏꯔꯦꯖꯔꯒꯤ ꯃꯊꯛꯇ ꯂꯩꯕ ꯃꯐꯝ ꯑꯗꯨꯗ ꯂꯦꯡꯗꯅ ꯂꯩꯌꯨ꯫ ꯄꯦꯟꯁꯤꯜꯁꯤꯡꯒꯤ ꯃꯔꯛꯇ ꯂꯩꯕ ꯀꯅꯦꯛꯁꯟ ꯑꯗꯨ ꯍꯦꯟꯅ ꯃꯄꯥꯡꯒꯜ ꯀꯟꯈꯠꯍꯟꯅꯕ ꯇꯦꯞꯀꯤ ꯁ꯭ꯇꯔꯤꯞ ꯑꯃ ꯁꯤꯖꯤꯟꯅꯧ꯫ ꯃꯗꯨꯒꯤ ꯃꯇꯨꯡꯗ ꯍꯣꯜꯗꯔ ꯑꯗꯨꯒꯤ ꯑꯀꯣꯏꯕꯗ ꯄꯦꯄꯔꯀ꯭ꯂꯤꯄꯁꯤꯡ ꯒ꯭ꯂꯨ ꯊꯥꯎ ꯑꯃꯁꯨꯡ ꯃꯗꯨ ꯃꯆꯨ ꯅꯠꯇ꯭ꯔꯒ ꯄꯦꯇꯔꯟꯁꯤꯡꯒ ꯂꯣꯏꯅꯅ ꯀꯁꯇꯃꯥꯏꯁ ꯑꯣꯏꯅ ꯁꯦꯝꯗꯣꯛ-ꯁꯦꯝꯖꯤꯟ ꯇꯧꯗꯨꯅ, ꯅꯠꯇ꯭ꯔꯒ ꯃꯗꯨ ꯏꯆꯝ ꯆꯝꯕ ꯑꯃꯁꯨꯡ ꯁꯦꯡꯅ ꯊꯝꯗꯨꯅ ꯄꯔꯁꯣꯅꯦꯜ ꯇꯆ ꯑꯃ ꯍꯥꯞꯆꯤꯜꯂꯨ꯫ ꯌꯨꯝꯗ ꯁꯥꯕ ꯁ꯭ꯇꯦꯁꯅꯦꯔꯤ ꯍꯣꯜꯗꯔ ꯑꯁꯤꯒ ꯂꯣꯏꯅꯅ ꯅꯍꯥꯛꯀꯤ ꯗꯦꯁ꯭ꯛ ꯑꯁꯤ ꯍꯦꯟꯅ ꯑꯣꯔꯒꯅꯥꯏꯖ ꯇꯧꯒꯅꯤ, ꯑꯃꯁꯨꯡ ꯃꯁꯤꯅ ꯅꯍꯥꯛꯀꯤ ꯋꯥꯔꯛ-ꯁ꯭ꯄꯦꯁ ꯑꯗꯨ ꯁꯣꯏꯗꯅ ꯃꯉꯥꯜ ꯄꯤꯒꯅꯤ꯫